ꯀꯩꯊꯦꯜ ꯑꯗꯨꯗ ꯁ꯭ꯇꯣꯛ ꯃꯃꯜꯁꯤꯡ ꯂꯥꯎꯊꯣꯛꯅꯕꯒꯤꯗꯃꯛ ꯅ꯭ꯌꯨꯔꯜ ꯅꯦꯠꯋꯥꯔꯛ ꯑꯃ ꯁꯦꯝꯒꯠꯄ꯫ ꯁꯪꯒꯣꯝ ꯁ꯭ꯇꯣꯛ ꯑꯦꯛꯆꯦꯟꯖꯗ ꯂꯩꯕ ꯎꯅꯥꯏꯇꯦꯠ ꯏ꯭ꯁꯇꯦꯠꯁ, ꯁꯪꯒꯣꯝ ꯁ꯭ꯇꯣꯛ ꯑꯦꯛꯆꯦꯟꯖꯗꯥ ꯁ꯭ꯇꯣꯛ ꯃꯃꯜꯁꯤꯡ ꯂꯥꯎꯊꯣꯛꯅꯕ ꯅ꯭ꯌꯨꯔꯜ ꯅꯦꯠꯋꯥꯔꯛ ꯑꯃ ꯁꯦꯝꯒꯠꯅꯕ ꯑꯩꯈꯣꯏꯅ ꯈꯣꯡꯊꯥꯡꯁꯤꯡ ꯑꯁꯤ ꯂꯧꯈꯠꯄ ꯃꯊꯧ ꯇꯥꯒꯅꯤ ꯗꯦꯇꯥ ꯈꯣꯝꯖꯤꯟꯕ ꯑꯃꯁꯨꯡ ꯄ꯭ꯔꯤꯄꯔꯣꯁꯦꯁ ꯇꯧꯕ ꯑꯩꯈꯣꯏꯅ ꯑꯍꯥꯟꯕꯗ ꯁꯪꯒꯣꯝꯗ ꯁ꯭ꯇꯣꯛ ꯃꯃꯜꯒꯤ ꯃꯇꯥꯡꯗ ꯄꯨꯋꯥꯔꯤ ꯑꯣꯏꯔꯕ ꯗꯦꯇꯥ ꯈꯣꯝꯖꯤꯟꯕ ꯃꯊꯧ ꯇꯥꯒꯅꯤ꯫ ꯁ꯭ꯇꯣꯛ ꯑꯦꯛꯆꯦꯟꯖꯗ ꯂꯩꯕ ꯎꯅꯥꯏꯇꯦꯠ ꯏ꯭ꯁꯇꯦꯠꯁ ꯃꯁꯤꯗ ꯁ꯭ꯇꯣꯛ ꯃꯃꯜ, ꯚꯣꯜꯌꯨꯝ, ꯑꯃꯁꯨꯡ ꯑꯇꯣꯞꯄ ꯃꯔꯤ ꯂꯩꯅꯕ ꯁꯦꯜ-ꯊꯨꯝꯒꯤ ꯏꯟꯗꯤꯀꯦꯇꯔꯁꯤꯡꯒꯤ ꯗꯦꯇ ꯈꯣꯝꯖꯤꯅꯕ ꯌꯥꯎꯒꯅꯤ꯫ ꯑꯩꯈꯣꯏꯅ ꯗꯦꯇꯥ ꯑꯗꯨ ꯂꯩꯔꯕ ꯃꯇꯨꯡꯗ, ꯑꯩꯈꯣꯏꯅ ꯃꯁꯤꯕꯨ ꯁꯦꯡꯗꯣꯛꯇꯨꯅ, ꯅꯣꯔꯃꯦꯂꯥꯏꯖ ꯇꯧꯗꯨꯅ ꯑꯃꯁꯨꯡ ꯑꯩꯈꯣꯏꯒꯤ ꯅ꯭ꯌꯨꯔꯜ ꯅꯦꯠꯋꯥꯔꯛ ꯇ꯭ꯔꯦꯅꯤꯡ ꯇꯧꯕꯗ ꯆꯨꯅꯕ ꯐꯣꯔꯃꯦꯠ ꯑꯃꯗ ꯑꯣꯟꯊꯣꯛꯇꯨꯅ ꯄ꯭ꯔꯤꯄꯔꯣꯁꯦꯁ ꯇꯧꯕ ꯃꯊꯧ ꯇꯥꯒꯅꯤ꯫ ꯃꯣꯗꯦꯜ ꯑꯥꯔꯀꯤꯇꯦꯀꯆꯔ ꯈꯟꯕꯤꯌꯨ: ꯃꯊꯪꯗ ꯑꯩꯈꯣꯏꯅ ꯑꯩꯈꯣꯏꯒꯤ ꯅ꯭ꯌꯨꯔꯜ ꯅꯦꯠꯋꯥꯔꯛꯀꯤꯗꯃꯛ ꯑꯥꯔꯀꯤꯇꯦꯛꯆꯔ ꯈꯟꯒꯗꯕꯅꯤ꯫ ꯃꯁꯤꯗ ꯑꯩꯈꯣꯏꯒꯤ ꯃꯣꯗꯦꯜꯒꯤꯗꯃꯛꯇ ꯂꯦꯌꯔ, ꯅ꯭ꯌꯨꯔꯣꯟ ꯑꯃꯁꯨꯡ ꯑꯦꯛꯇꯤꯚꯦꯁꯟ ꯐꯪꯛꯁꯟꯁꯤꯡꯒꯤ ꯃꯁꯤꯡ ꯈꯟꯕꯗ ꯌꯥꯎꯒꯅꯤ꯫ ꯁ꯭ꯇꯣꯛ ꯄ꯭ꯔꯥꯏꯁ ꯄ꯭ꯔꯤꯗꯤꯛꯁꯟꯒꯤꯗꯃꯛꯇ, (ꯂꯣꯡ ꯁꯣꯔꯠ-ꯇꯔꯝ ꯃꯦꯃꯣꯔꯤ) ꯅꯠꯇꯔꯒꯥ (ꯒꯦꯇꯦꯗ ꯔꯤꯀꯣꯔꯗ ꯌꯨꯅꯤꯠ)ꯒꯨꯝꯕ ꯔꯤꯀꯣꯔꯗ ꯅ꯭ꯌꯨꯔꯜ ꯅꯦꯇꯋꯥꯔꯛ ꯑꯁꯤ ꯑꯐꯕ ꯋꯥꯔꯦꯞ ꯑꯃ ꯑꯣꯏꯕ ꯌꯥꯏ, ꯃꯔꯝꯗꯤ ꯃꯈꯣꯏ ꯑꯁꯤ ꯇꯥꯏꯝ ꯁꯤꯔꯤꯖ ꯗꯦꯇꯥꯒꯨꯝꯕ ꯁꯤꯛꯕꯦꯟꯁꯤꯑꯦꯜ ꯗꯦꯇꯥ ꯍꯦꯟꯗꯜ ꯇꯧꯕꯗ ꯌꯥꯝꯅ ꯆꯨꯅꯕ ꯑꯣꯏ꯫ ꯊ꯭ꯔꯤ ꯃꯣꯗꯦꯜ ꯇ꯭ꯔꯦꯟ ꯇꯧꯕ ꯑꯩꯈꯣꯏꯅ ꯑꯩꯈꯣꯏꯒꯤ ꯃꯣꯗꯦꯜ ꯑꯥꯔꯀꯤꯇꯦꯛꯆꯔ ꯈꯟꯈ꯭ꯔꯕ ꯃꯇꯨꯡꯗ ꯑꯩꯈꯣꯏꯒꯤ ꯅ꯭ꯌꯨꯔꯜ ꯅꯦꯇꯋꯥꯔꯛ ꯇ꯭ꯔꯦꯅꯤꯡ ꯇꯧꯕ ꯃꯊꯧ ꯇꯥꯏ꯫ ꯃꯁꯤꯗ ꯑꯩꯈꯣꯏꯒꯤ ꯗꯦꯇꯥ ꯑꯁꯤ ꯇ꯭ꯔꯦꯅꯤꯡ ꯑꯃꯁꯨꯡ ꯇꯦꯁꯇꯤꯡ ꯁꯦꯠꯁꯤꯡꯗꯥ ꯈꯥꯏꯗꯣꯛꯄ ꯌꯥꯎꯒꯅꯤ, ꯑꯃꯁꯨꯡ ꯃꯗꯨꯒꯤ ꯃꯇꯨꯡꯗꯥ ꯇ꯭ꯔꯦꯅꯤꯡ ꯗꯦꯇꯥ ꯑꯁꯤ ꯑꯩꯈꯣꯏꯒꯤ ꯅ꯭ꯌꯨꯔꯜ ꯅꯦꯠꯋꯥꯔꯛꯀꯤ ꯑꯔꯨꯝꯕ ꯑꯃꯁꯨꯡ ꯕꯥꯏꯑꯦꯖꯁꯤꯡ ꯑꯄꯗꯦꯠ ꯇꯧꯅꯕ ꯁꯤꯖꯤꯟꯅꯒꯅꯤ꯫ ꯑꯩꯈꯣꯏꯒꯤ ꯃꯣꯗꯦꯜ ꯑꯁꯤꯅ ꯀꯌꯥ ꯌꯥꯝꯅ ꯐꯖꯅ ꯊꯕꯛ ꯇꯧꯔꯤꯕꯒꯦ ꯍꯥꯏꯕꯗꯨ ꯌꯦꯡꯁꯤꯟꯅꯕꯥ ꯃꯤꯟ ꯁ꯭ꯀꯣꯌꯥꯔ ꯑꯦꯔꯥꯔꯒꯨꯝꯕꯥ ꯃꯇꯤꯛ ꯆꯥꯕ ꯂꯣꯁ ꯐꯪꯛꯁꯟ ꯑꯃ ꯈꯟꯕ ꯃꯊꯧ ꯇꯥꯒꯅꯤ, ꯑꯃꯁꯨꯡ ꯑꯩꯈꯣꯏꯒꯤ ꯃꯣꯗꯦꯜꯒꯤ ꯑꯔꯨꯝꯕ ꯑꯃꯁꯨꯡ ꯕꯥꯏꯑꯦꯖꯁꯤꯡ ꯑꯄꯗꯦꯠ ꯇꯧꯅꯕ ꯒ꯭ꯔꯦꯗꯤꯌꯦꯟꯇ ꯗꯦꯁꯦꯟꯇꯒꯨꯝꯕ ꯑꯣꯞꯇꯤꯃꯥꯏꯖꯦꯁꯟ ꯑꯦꯜꯒꯣꯔꯤꯊꯝ ꯑꯃ ꯈꯟꯒꯗꯕꯅꯤ꯫ ꯃꯣꯗꯦꯜ ꯑꯁꯤ ꯏꯚꯥꯂꯨꯑꯦꯠ ꯇꯧꯕ ꯑꯩꯈꯣꯏꯒꯤ ꯃꯣꯗꯦꯜ ꯑꯁꯤ ꯇ꯭ꯔꯦꯅꯤꯡ ꯇꯧꯔꯕ ꯃꯇꯨꯡꯗ ꯑꯩꯈꯣꯏꯅ ꯃꯁꯤꯅ ꯀꯌꯥ ꯌꯥꯝꯅ ꯐꯖꯅ ꯊꯕꯛ ꯇꯧꯔꯤꯕꯒꯦ ꯍꯥꯏꯕꯗꯨ ꯏꯚꯥꯂꯨꯑꯦꯠ ꯇꯧꯕꯥ ꯃꯊꯧ ꯇꯥꯏ꯫ ꯃꯁꯤꯗꯥ ꯑꯩꯈꯣꯏꯒꯤ ꯇꯦꯁ꯭ꯇꯤꯡ ꯗꯦꯇꯥ ꯑꯁꯤ ꯃꯤꯟ ꯁ꯭ꯀꯣꯌꯥꯔ ꯑꯦꯔꯥꯔ, ꯃꯤꯟ ꯑꯦꯕꯁꯣꯜꯌꯨꯇꯦꯗ ꯑꯦꯔꯥꯔ, ꯅꯠꯇ꯭ꯔꯒꯥ ꯑꯥꯔ-ꯁ꯭ꯀꯦꯌꯔ ꯚꯦꯜꯌꯨꯒꯨꯝꯕꯥ ꯃꯦꯠꯔꯤꯛꯁꯤꯡ ꯀꯝꯄ꯭ꯌꯨꯠ ꯇꯧꯕꯗ ꯁꯤꯖꯤꯟꯅꯕ ꯌꯥꯎꯕ ꯌꯥꯏ꯫ ꯑꯩꯈꯣꯏꯅ ꯃꯣꯗꯦꯜ ꯑꯁꯤꯒꯤ ꯄ꯭ꯔꯤꯗꯤꯛꯁꯟꯁꯤꯡ ꯑꯁꯤ ꯇꯁꯦꯡꯕꯥ ꯗꯦꯇꯥꯒꯤ ꯃꯥꯌꯣꯛꯇ ꯚꯤꯖꯨꯑꯦꯂꯥꯏꯖ ꯇꯧꯕꯁꯨ ꯌꯥꯏ, ꯃꯁꯤꯅ ꯀꯌꯥ ꯌꯥꯝꯅ ꯐꯖꯅ ꯊꯕꯛ ꯇꯧꯔꯤꯕꯒꯦ ꯍꯥꯏꯕꯗꯨ ꯌꯦꯡꯕ ꯌꯥꯏ꯫ ꯄ꯭ꯔꯤꯗꯤꯛꯁꯟ ꯇꯧꯕ: ꯑꯩꯈꯣꯏꯒꯤ ꯃꯣꯗꯦꯜꯒꯤ ꯄꯔꯐꯣꯃꯦꯟꯁꯇ ꯅꯨꯡꯉꯥꯏꯕ ꯐꯥꯎꯔꯕ ꯃꯇꯨꯡꯗ, ꯑꯩꯈꯣꯏꯅ ꯃꯁꯤꯕꯨ ꯑꯅꯧꯕ ꯗꯦꯇꯥꯗ ꯄ꯭ꯔꯤꯗꯤꯛꯁꯟ ꯇꯧꯕꯗ ꯁꯤꯖꯤꯟꯅꯕ ꯌꯥꯒꯅꯤ꯫ ꯈꯨꯗꯝ ꯑꯣꯏꯅ, ꯑꯩꯈꯣꯏꯅ ꯑꯩꯈꯣꯏꯒꯤ ꯃꯣꯗꯦꯜ ꯑꯁꯤꯗ ꯍꯟꯗꯛꯀꯤ ꯁ꯭ꯇꯣꯛ ꯃꯃꯜ ꯑꯃꯁꯨꯡ ꯑꯇꯣꯞꯄꯥ ꯁꯦꯜ-ꯊꯨꯝꯒꯤ ꯏꯟꯗꯤꯀꯦꯇꯔꯁꯤꯡꯒꯤ ꯗꯦꯇ ꯄꯤꯕ ꯌꯥꯏ, ꯑꯃꯁꯨꯡ ꯃꯁꯤꯅ ꯇꯨꯡꯒꯤ ꯁ꯭ꯇꯣꯛ ꯃꯃꯜꯒꯤ ꯄ꯭ꯔꯤꯗꯤꯛꯁꯟ ꯑꯃ ꯁꯦꯝꯕ ꯌꯥꯏ꯫ ꯈꯪꯖꯤꯟꯒꯗꯕ ꯑꯃꯅ, ꯁꯪꯒꯣꯝ ꯁ꯭ꯇꯣꯛ ꯑꯦꯛꯆꯦꯟꯖꯗꯥ ꯁ꯭ꯇꯣꯛ ꯃꯃꯜꯁꯤꯡ ꯂꯥꯎꯊꯣꯛꯅꯕ ꯅ꯭ꯌꯨꯔꯜ ꯅꯦꯠꯋꯥꯔꯛ ꯑꯃ ꯁꯦꯝꯒꯠꯄꯗ ꯗꯦꯇꯥ ꯈꯣꯝꯖꯤꯟꯕ ꯑꯃꯁꯨꯡ ꯄ꯭ꯔꯤꯄꯔꯣꯁꯦꯁꯤꯡ ꯇꯧꯕ, ꯃꯣꯗꯦꯜ ꯑꯥꯔꯀꯤꯇꯦꯛꯆꯔ ꯈꯟꯕꯗ, ꯃꯣꯗꯦꯜ ꯑꯗꯨ ꯇ꯭ꯔꯦꯅꯤꯡ ꯇꯧꯕ, ꯃꯁꯤꯒꯤ ꯄꯔꯐꯣꯃꯦꯟꯁ ꯑꯗꯨ ꯏꯚꯥꯂꯨꯑꯦꯠ ꯇꯧꯕ, ꯑꯃꯁꯨꯡ ꯃꯗꯨꯒꯤ ꯃꯇꯨꯡꯗꯥ ꯑꯅꯧꯕ ꯗꯦꯇꯥꯗ ꯄ꯭ꯔꯤꯗꯤꯛꯁꯟ ꯇꯧꯕꯗ ꯁꯤꯖꯤꯟꯅꯕ ꯌꯥꯎꯒꯅꯤ꯫